ꯗ ꯑꯦꯚꯦꯟꯖꯔꯁ ꯃꯨꯚꯤꯗ ꯌꯥꯎꯔꯤꯕ ꯀꯦꯔꯦꯛꯇꯔ ꯑꯅꯤꯒ ꯆꯥꯡꯗꯝꯅꯕ ꯑꯃꯁꯨꯡ ꯀꯟꯇꯔꯦꯁ꯭ꯠ ꯇꯧꯕꯥ꯫ ꯀꯦꯞꯇꯦꯟ ꯑꯃꯦꯔꯤꯀꯥ ꯑꯃꯁꯨꯡ ꯑꯥꯏꯔꯟ ꯃꯦꯟ꯫ ꯀꯦꯞꯇꯦꯟ ꯑꯃꯦꯔꯤꯀꯥ ꯑꯃꯁꯨꯡ ꯑꯥꯏꯔꯟ ꯃꯦꯟ ꯑꯁꯤ ꯃꯥꯔꯚꯦꯜ ꯐꯤꯂꯝꯗ ꯑꯦꯚꯦꯟꯖꯔꯁꯀꯤ ꯃꯔꯨꯑꯣꯏꯕ ꯁꯛꯇꯝ ꯑꯅꯤꯅꯤ꯫ ꯀꯦꯔꯦꯛꯇꯔ ꯑꯅꯤꯃꯛ ꯑꯦꯚꯦꯟꯖꯔꯁꯀꯤ ꯇꯤꯝꯒꯤ ꯃꯦꯝꯕꯔꯅꯤ ꯑꯃꯁꯨꯡ ꯃꯈꯣꯏꯒꯤ ꯃꯁꯥꯒꯤ ꯑꯣꯏꯕ ꯑꯈꯟꯅꯕ ꯇꯧꯕ ꯉꯝꯕꯁꯤꯡ ꯑꯃꯁꯨꯡ ꯄꯨꯟꯁꯤꯒꯤ ꯃꯤꯠꯌꯦꯡ ꯂꯩ, ꯑꯗꯨꯕꯨ ꯃꯈꯣꯏꯒꯤ ꯃꯔꯨꯑꯣꯏꯕ ꯈꯦꯠꯅꯕ ꯀꯌꯥꯗꯤ ꯂꯩ꯫ ꯁ꯭ꯇꯤꯚ ꯔꯣꯖꯔꯁ ꯍꯥꯏꯅ ꯈꯪꯅꯕ ꯀꯦꯞꯇꯦꯟ ꯑꯃꯦꯔꯤꯀꯥ ꯑꯁꯤ ꯃꯥꯂꯦꯝꯒꯤ ꯂꯥꯟꯖꯥꯎ ꯑꯅꯤꯁꯨꯕꯒꯤ ꯃꯇꯝꯗ ꯁꯦꯝꯈꯤꯕꯥ ꯐꯣꯔꯃꯨꯂꯥ ꯑꯃꯗꯒꯤ ꯃꯍꯥꯛꯀꯤ ꯁꯛꯇꯤꯁꯤꯡ ꯂꯧꯕ ꯁꯨꯄꯔ-ꯁꯣꯜꯗꯔ ꯑꯃꯅꯤ꯫ ꯃꯍꯥꯛ ꯑꯁꯤ ꯏꯀꯥꯏ ꯈꯨꯝꯅꯖꯔꯕ ꯑꯃꯁꯨꯡ ꯃꯣꯔꯦꯜ ꯍꯤꯔꯣ ꯑꯃꯒꯤ ꯃꯁꯛ ꯑꯣꯏꯔꯕ ꯃꯤꯁꯛ ꯑꯃꯅꯤ, ꯃꯍꯥꯛꯅ ꯑꯇꯣꯞꯄꯒꯤ ꯁꯦꯐꯇꯤꯕꯨ ꯃꯍꯥꯛꯀꯤ ꯁꯦꯐꯇꯤꯒꯤ ꯃꯃꯥꯡꯗꯥ ꯊꯝꯃꯤ꯫ ꯀꯦꯞꯇꯦꯟ ꯑꯃꯦꯔꯤꯀꯥ ꯑꯁꯤ ꯖꯁ꯭ꯇꯤꯁꯀꯤ ꯉꯥꯛꯁꯦꯜ ꯂꯥꯟꯃꯤ ꯑꯣꯏꯅ ꯎꯕ ꯐꯪꯏ, ꯑꯃꯁꯨꯡ ꯃꯇꯝ ꯄꯨꯝꯅꯃꯛꯇ ꯑꯆꯨꯝꯕ ꯑꯗꯨꯒꯤꯗꯃꯛ ꯂꯥꯟꯊꯦꯡꯅꯔꯤ, ꯃꯍꯥꯛꯀꯤ ꯍꯦꯟꯒꯠꯂꯛꯂꯤꯕ ꯈꯣꯡꯖꯦꯜ, ꯄꯥꯡꯒꯜ ꯑꯃꯁꯨꯡ ꯇꯨꯡ ꯀꯣꯏꯅ ꯆꯠꯄ ꯉꯝꯕꯒꯤ ꯁꯛꯇꯤ ꯑꯗꯨ ꯁꯤꯖꯤꯟꯅꯗꯨꯅ ꯃꯗꯨ ꯇꯧꯍꯜꯂꯤ꯫ ꯃꯍꯥꯛꯅ ꯇꯤꯝꯋꯥꯔꯛ, ꯂꯤꯗꯔꯁꯤꯞ ꯑꯃꯁꯨꯡ ꯗꯤꯁꯤꯄꯂꯤꯟꯁꯨ ꯌꯥꯝꯅ ꯃꯔꯨꯑꯣꯏ꯫ ꯃꯥꯏꯀꯩ ꯑꯃꯔꯣꯝꯗ ꯑꯥꯏꯔꯟ ꯃꯦꯟ ꯑꯁꯤ ꯖꯤꯅꯤꯁ ꯏꯟꯚꯦꯟꯇꯔ ꯑꯃꯅꯤ, ꯃꯍꯥꯛꯄꯨ ꯇꯣꯅꯤ ꯁ꯭ꯇꯥꯔꯛ ꯍꯥꯏꯅꯁꯨ ꯈꯪꯅꯩ꯫ ꯃꯍꯥꯛꯅ ꯐ꯭ꯂꯥꯏꯠ, ꯍꯦꯟꯅ ꯄꯥꯡꯒꯜ, ꯑꯃꯁꯨꯡ ꯑꯍꯣꯡꯕ ꯈꯨꯠꯂꯥꯏꯁꯤꯡꯒꯤ ꯑꯦꯔꯦ ꯑꯃꯥ ꯌꯥꯎꯅ ꯃꯤꯑꯣꯏꯕꯒꯤ ꯃꯊꯛꯇ ꯂꯩꯕ ꯇꯧꯕ ꯉꯝꯕꯁꯤꯡ ꯄꯤꯕ ꯉꯝꯕ ꯂꯥꯟꯃꯤꯒꯤ ꯁꯨꯠ ꯑꯃꯥ ꯁꯦꯝꯃꯤ꯫ ꯑꯥꯏꯔꯟ ꯃꯦꯟ ꯑꯁꯤ ꯃꯍꯥꯛꯀꯤ ꯋꯥꯈꯜ ꯂꯧꯁꯤꯡ, ꯁꯥꯔꯀꯥꯁꯝ ꯑꯃꯁꯨꯡ ꯏꯒꯣꯒꯤꯗꯃꯛ ꯈꯪꯅꯩ꯫ ꯀꯦꯞꯇꯦꯟ ꯑꯃꯦꯔꯤꯀꯥꯒ ꯃꯥꯟꯅꯗꯅ, ꯃꯍꯥꯛꯄꯨ ꯑꯌꯥꯝꯕꯅ ꯍꯦꯟꯅ ꯃꯁꯥꯒꯤ ꯑꯣꯏꯖꯕ ꯊꯤꯕ ꯃꯤꯁꯛ ꯑꯃ ꯑꯣꯏꯅ ꯎꯕ ꯐꯪꯏ, ꯃꯍꯥꯛ ꯃꯁꯥꯃꯛ ꯑꯃꯁꯨꯡ ꯃꯍꯥꯛꯀꯤ ꯑꯄꯥꯝꯕꯁꯤꯡꯗ ꯃꯤꯠꯌꯦꯡ ꯊꯝꯂꯤ, ꯑꯗꯨꯕꯨ ꯃꯇꯝꯒꯤ ꯃꯇꯨꯡ ꯏꯟꯅ ꯃꯍꯥꯛꯅ ꯃꯍꯥꯛꯀꯤ ꯇꯤꯝꯒꯤ ꯃꯔꯨꯞꯁꯤꯡ ꯑꯃꯁꯨꯡ ꯃꯥꯂꯦꯝꯕꯨ ꯅꯨꯡꯁꯤꯕ ꯑꯃꯁꯨꯡ ꯌꯦꯡꯁꯤꯟꯕ ꯎꯠꯂꯕꯁꯨ꯫ ꯐꯤꯚꯝꯁꯤꯡꯕꯨ ꯀꯔꯝꯅ ꯂꯥꯛꯁꯤꯟꯒꯅꯤ ꯍꯥꯏꯕꯒꯤ ꯃꯇꯥꯡꯗ ꯃꯈꯣꯏꯒꯤ ꯇꯣꯉꯥꯟ ꯇꯣꯉꯥꯟꯕ ꯋꯥꯈꯜꯂꯣꯟꯁꯤꯡꯅ ꯃꯔꯝ ꯑꯣꯏꯗꯨꯅ ꯑꯌꯥꯝꯕꯅ ꯆꯔꯤꯇꯔ ꯑꯅꯤ ꯑꯁꯤ ꯊꯦꯡꯅꯩ꯫ ꯀꯦꯞꯇꯦꯟ ꯑꯃꯦꯔꯤꯀꯥꯅ ꯑꯀꯟꯕ ꯃꯣꯔꯦꯜ ꯀꯣꯗ ꯑꯃꯥ ꯉꯥꯛꯅ ꯆꯠꯄꯗ ꯊꯥꯖꯩ, ꯑꯗꯨꯒ ꯑꯥꯏꯔꯟ ꯃꯦꯟꯅ ꯑꯇꯣꯞꯄꯁꯤꯡꯕꯨ ꯈꯨꯗꯣꯡꯊꯤꯕꯥ ꯅꯪꯍꯟꯕ ꯑꯣꯏꯔꯕꯁꯨ ꯔꯤꯁ꯭ꯛ ꯂꯧꯕ ꯌꯥꯏ꯫ ꯃꯈꯣꯏꯒꯤ ꯄꯔꯁꯣꯅꯦꯂꯤꯇꯤꯁꯤꯡꯁꯨ ꯈꯦꯠꯅꯩ, ꯀꯦꯞꯇꯦꯟ ꯑꯃꯦꯔꯤꯀꯥꯅ ꯍꯦꯟꯅ ꯔꯤꯖꯔꯕꯦꯁꯟ ꯑꯃꯁꯨꯡ ꯁꯤꯔꯤꯌꯁ ꯑꯣꯏꯔꯤ, ꯑꯗꯨꯒ ꯑꯥꯏꯔꯟ ꯃꯦꯟ ꯑꯁꯤ ꯍꯦꯟꯅ ꯐ꯭ꯂꯦꯝꯕꯣꯌꯟꯠ ꯑꯃꯁꯨꯡ ꯏꯝꯄꯜꯁꯤꯕ ꯑꯣꯏ꯫ ꯂꯣꯏꯁꯤꯜꯂꯛꯄꯗ, ꯀꯦꯞꯇꯦꯟ ꯑꯃꯦꯔꯤꯀꯥ ꯑꯃꯁꯨꯡ ꯑꯥꯏꯔꯟ ꯃꯦꯟ ꯑꯅꯤꯃꯛ ꯑꯦꯚꯦꯟꯖꯔꯁꯀꯤ ꯇꯤꯝꯒꯤ ꯃꯔꯨꯑꯣꯏꯕ ꯃꯦꯝꯕꯔꯁꯤꯡꯅꯤ, ꯃꯈꯣꯏ ꯈꯨꯗꯤꯡꯃꯛꯅ ꯃꯈꯣꯏꯒꯤ ꯃꯁꯥꯒꯤ ꯑꯣꯏꯕ ꯑꯈꯟꯅꯕ ꯇꯧꯕ ꯉꯝꯕꯁꯤꯡ ꯑꯃꯁꯨꯡ ꯄꯔꯁꯣꯅꯦꯂꯤꯇꯤꯁꯤꯡ ꯇꯦꯕꯜꯗ ꯄꯨꯔꯛꯏ꯫ ꯃꯈꯣꯏꯅ ꯍꯤꯔꯣ ꯑꯃꯥ ꯑꯣꯏꯕꯒꯤ ꯃꯑꯣꯡ ꯃꯇꯧꯗ ꯈꯦꯠꯅꯕ ꯀꯌꯥ ꯂꯩꯔꯕꯁꯨ, ꯑꯔꯣꯏꯕꯗ ꯃꯈꯣꯏꯅ ꯃꯥꯂꯦꯝ ꯑꯁꯤꯕꯨ ꯈꯨꯗꯣꯡꯊꯤꯕ ꯊꯣꯛꯍꯟꯗꯅꯕ ꯄꯨꯟꯅ ꯊꯕꯛ ꯇꯧꯃꯤꯟꯅꯩ꯫ ꯄꯤꯔꯤꯕ ꯆꯥꯛꯁꯪ ꯑꯗꯨꯒꯤ ꯃꯔꯨꯑꯣꯏꯕ ꯃꯆꯥꯛꯁꯤꯡ ꯑꯗꯨ ꯑꯩꯉꯣꯟꯗ ꯍꯥꯏꯕꯤꯌꯨ꯫ ꯇꯥꯀꯣ꯫ ꯇ꯭ꯔꯦꯗꯤꯁꯅꯦꯜ ꯇꯥꯀꯣ ꯑꯃꯗ ꯌꯥꯎꯔꯤꯕ ꯃꯁꯛ ꯊꯣꯀꯄ ꯄꯣꯠꯁꯛꯁꯤꯡꯗꯤ: ꯀꯣꯔꯟ ꯅꯠꯇꯔꯒ ꯒꯦꯍꯨꯒꯤ ꯇꯣꯔꯇꯤꯂꯥ ꯉꯥ, ꯒꯝ, ꯍꯨꯏꯒꯤ ꯃꯁꯥ, ꯅꯠꯇꯔꯒ ꯉꯥꯒꯨꯝꯕ ꯄ꯭ꯔꯣꯇꯤꯟ ꯂꯦꯠꯔꯤꯟ ꯅꯠꯇꯔꯒ ꯁꯦꯡꯗꯣꯛꯂꯕ ꯀꯣꯕꯤ ꯊꯥꯎ ꯊꯣꯛꯄ ꯇꯃꯦꯡꯂꯣꯡ ꯊꯥꯎ ꯊꯣꯛꯄ ꯆꯦꯡ ꯁꯥꯜꯁꯥ, ꯑꯁꯥꯕꯥ ꯁꯁ ꯅꯠꯇꯔꯒ ꯑꯇꯩ ꯀꯟꯗꯤꯃꯦꯟꯠꯁꯤꯡ ꯍꯥꯏꯕꯗꯤ ꯒꯨꯌꯥꯛꯃꯣꯜ ꯅꯠꯇꯔꯒ ꯁꯣꯔ꯫ ꯇꯥꯀꯣ ꯐꯤꯜꯂꯤꯡ ꯑꯃꯁꯨꯡ ꯇꯣꯄꯤꯡꯁꯤꯡ ꯑꯁꯤ ꯌꯥꯝꯅ ꯈꯦꯠꯅꯩ ꯑꯃꯁꯨꯡ ꯄꯔꯁꯣꯅꯦꯜ ꯄꯔꯐꯦꯔꯦꯟꯁꯀꯤ ꯃꯇꯨꯡ ꯏꯟꯅ ꯑꯦꯗꯖꯁ꯭ꯠ ꯇꯧꯕ ꯌꯥꯏ ꯍꯥꯏꯕꯁꯤ ꯈꯪꯖꯤꯟꯕꯤꯌꯨ꯫